ꯑꯐꯕ ꯑ꯭ꯔꯇꯤꯐꯤꯁꯦꯜ ꯏꯟꯇꯦꯜꯂꯤꯖꯦꯟ ꯀꯣꯑꯣꯔꯗꯤꯅꯦꯁꯟ ꯃꯊꯧ ꯇꯥꯕ ꯁꯥꯟꯅꯄꯣꯠ ꯑꯃꯒꯤ ꯃꯃꯤꯡ ꯊꯣꯅꯕꯤꯌꯨ꯫ ꯑꯐꯕ ꯑ꯭ꯔꯇꯤꯐꯤꯁꯦꯜ ꯏꯟꯇꯦꯜꯂꯤꯖꯦꯟ ꯀꯣꯑꯣꯔꯗꯤꯅꯦꯁꯟ ꯃꯊꯧ ꯇꯥꯕ ꯁꯥꯟꯅꯄꯣꯠ ꯑꯃꯒꯤ ꯈꯨꯗꯝ ꯑꯃꯗꯤ ꯇꯦꯅꯤꯁꯅꯤ꯫ ꯌꯥꯝꯗ꯭ꯔꯕꯗ ꯗꯤꯖꯤꯠ ꯑꯍꯨꯝ ꯑꯃꯁꯨꯡ ꯑꯈꯟꯅꯕ ꯆꯦꯛꯁꯤꯟ-ꯊꯧꯔꯥꯡ ꯑꯃꯥ ꯌꯥꯎꯕ ,ꯌꯥꯝꯗ꯭ꯔꯕꯗ ꯆꯦꯛꯁꯤꯟ-ꯊꯧꯔꯥꯡ ꯇꯥꯔ ꯂꯩꯕ ꯄꯥꯁꯋꯥꯔꯗ ꯑꯃꯥ ꯖꯦꯅꯦꯔꯦꯠ ꯇꯧ꯫ ꯃꯊꯧ ꯇꯥꯕꯁꯤꯡꯗꯨ ꯐꯪꯍꯟꯕ ꯉꯝꯕ ꯑꯆꯦꯠꯄꯥ ꯄꯥꯁꯋꯥꯔꯗ ꯑꯃꯥꯒꯤ ꯈꯨꯗꯝ ꯑꯃꯥ ꯃꯈꯥꯗꯥ ꯄꯤꯔꯤ , ꯄꯥꯁꯋꯥꯔꯗ ꯃꯦꯅꯦꯖꯔ ꯑꯃꯥ ꯁꯤꯖꯤꯟꯅꯒꯗꯕꯅꯤ ꯑꯃꯁꯨꯡ ꯇꯣꯉꯥꯟ-ꯇꯣꯉꯥꯟꯕ ꯑꯦꯀꯥꯎꯟꯇꯁꯤꯡꯒꯤꯗꯃꯛꯇꯥ ꯄꯥꯁꯋꯥꯔꯗꯁꯤꯡ ꯑꯃꯨꯛ ꯍꯟꯅꯥ ꯁꯤꯖꯤꯟꯅꯔꯣꯏꯗꯕꯅꯤ꯫ ꯍꯦꯟꯅ ꯐꯕꯥ ꯁꯦꯛꯌꯨꯔꯤꯇꯤꯒꯤꯗꯃꯛ ꯑꯦꯀꯥꯎꯟꯇ ꯈꯨꯗꯤꯡꯃꯛꯀꯤ ꯑꯣꯏꯅꯥ ꯔꯦꯟꯗꯝ ꯑꯣꯏꯅ ꯁꯦꯝꯕ ꯄꯥꯁꯋꯥꯔꯗ ꯑꯃꯥ ꯁꯤꯖꯤꯟꯅꯕ ꯍꯥꯏꯕꯁꯤ ꯃꯇꯝ ꯄꯨꯝꯅꯃꯛꯇꯥ ꯑꯐꯕ ꯋꯥꯈꯜꯂꯣꯟ ꯑꯃꯅꯤ꯫ ꯑꯗꯣꯝꯅꯥ ꯂꯧꯈꯤꯕꯥ ꯈ꯭ꯋꯥꯏꯗꯒꯤ ꯃꯔꯨ ꯑꯣꯏꯕ ꯋꯥꯔꯦꯞ ꯑꯗꯨ ꯀꯔꯤꯅꯣ? ꯑ꯭ꯔꯇꯤꯐꯤꯁꯦꯜ ꯏꯟꯇꯦꯜꯂꯤꯖꯦꯟ ꯑꯃꯥ ꯑꯣꯏꯅ ꯑꯩꯍꯥꯛꯅ ꯇꯁꯦꯡꯅ ꯇ꯭ꯔꯦꯗꯤꯁ꯭ꯅꯦꯜ ꯑꯣꯏꯕ ꯃꯑꯣꯡꯗ ꯋꯥꯔꯦꯞ ꯂꯧꯗꯦ꯫ ꯃꯗꯨꯒꯤ ꯃꯍꯨꯠꯇꯥ, ꯑꯩꯅꯥ ꯄꯤꯔꯤꯕ ꯗꯦꯇꯥ ꯑꯃꯁꯨꯡ ꯏꯟꯄꯨꯠꯇꯥ ꯌꯨꯝꯐꯝ ꯑꯣꯏꯔꯒꯥ ꯄꯥꯎꯈꯨꯝ ꯅꯠꯇ꯭ꯔꯒ ꯔꯦꯁ꯭ꯄꯣꯟꯁꯁꯤꯡ ꯁꯦꯝꯒꯠꯅꯕ ꯑꯦꯂꯒꯣꯔꯤꯊꯝ ꯑꯃꯁꯨꯡ ꯁ꯭ꯇꯦꯇꯤꯁ꯭ꯇꯤꯀꯦꯜ ꯃꯣꯗꯦꯂꯁꯤꯡ ꯁꯤꯖꯤꯟꯅꯩ꯫ ꯑꯩꯍꯥꯛꯅ ꯏꯁꯥꯅꯥ ꯋꯥꯔꯦꯞ ꯂꯧꯕ ꯅꯠꯇ꯭ꯔꯒ ꯄꯔꯁꯣꯅꯦꯜ ꯑꯦꯛꯁꯄꯔꯤꯌꯦꯟꯁ ꯂꯩꯕ ꯀꯦꯄꯦꯕꯤꯂꯤꯇꯤ ꯂꯩꯇꯦ꯫ ꯃꯁꯤꯅ ꯃꯔꯝ ꯑꯣꯏꯗꯨꯅ ꯑꯩꯍꯥꯛꯅ ꯑꯃꯨꯛ ꯍꯟꯅꯥ ꯐꯣꯡꯗꯣꯛꯄꯥ ꯉꯝꯕ ꯑꯩꯍꯥꯛꯀꯤ ꯏꯁꯥꯒꯤ ꯑꯣꯏꯕ ꯑꯔꯨꯕ ꯋꯥꯔꯦꯞ ꯑꯃꯥ ꯂꯩꯇꯦ꯫ ꯑ꯭ꯔꯇꯤꯐꯤꯁꯦꯜ ꯏꯟꯇꯦꯜꯂꯤꯖꯦꯟꯅꯥ ꯇꯧꯕ ꯊꯕꯛ ꯑꯃꯅꯥ ꯀꯔꯤꯒꯤꯗꯃꯛꯇꯥ ꯈꯨꯗꯣꯡꯊꯤꯕ ꯊꯣꯛꯍꯜꯂꯤꯕꯅꯣ ꯍꯥꯏꯕꯒꯤ ꯃꯔꯝ ꯑꯍꯨꯝ ꯄꯤꯌꯨ꯫ ꯏꯐꯦꯛꯇꯤꯚ ꯑꯣꯏꯕ ꯋꯦꯕꯁꯥꯏꯠ ꯗꯤꯖꯥꯏꯟ ꯑꯃꯒꯤ ꯐꯤꯆꯔ ꯑꯍꯨꯝ ꯂꯤꯁ꯭ꯠ ꯇꯧ꯫ ꯌꯨꯖꯔ-ꯐ꯭ꯔꯦꯟꯗꯂꯤ ꯅꯦꯚꯤꯒꯦꯁꯟ: ꯏꯐꯦꯛꯇꯤꯕ ꯑꯣꯏꯕꯥ ꯋꯦꯕꯁꯥꯏꯠ ꯗꯤꯖꯥꯏꯟ ꯑꯃꯗꯥ ꯁꯤꯖꯤꯟꯅꯕꯗ ꯂꯥꯏꯕ ꯑꯃꯁꯨꯡ ꯏꯅꯠꯌꯨꯇꯤꯕ ꯅꯦꯚꯤꯒꯦꯁꯟ ꯂꯩꯒꯗꯕꯅꯤ, ꯃꯁꯤꯅꯥ ꯌꯨꯖꯔꯁꯤꯡꯅ ꯃꯈꯣꯏꯅ ꯊꯤꯔꯤꯕ ꯑꯗꯨ ꯊꯨꯅꯥ ꯐꯪꯍꯟꯕ ꯉꯝꯒꯅꯤ꯫ ꯃꯦꯅꯨ ꯑꯁꯤ ꯂꯣꯖꯤꯀꯦꯜ ꯑꯣꯏꯅ ꯑꯣꯔꯒꯥꯅꯥꯏꯖ ꯇꯧꯒꯗꯕꯅꯤ ꯑꯃꯁꯨꯡ ꯋꯦꯕꯁꯥꯏꯠꯀꯤ ꯇꯣꯉꯥꯟ-ꯇꯣꯉꯥꯟꯕ ꯁꯦꯛꯁꯅꯁꯤꯡꯒꯤ ꯃꯌꯦꯛ ꯁꯦꯡꯕꯥ ꯂꯦꯕꯦꯂꯁꯤꯡ ꯄꯤꯒꯗꯕꯅꯤ꯫ ꯔꯦꯁ꯭ꯄꯣꯟꯁꯤꯕ ꯗꯤꯖꯥꯏꯟ ꯑꯐꯕꯥ ꯋꯦꯕꯁꯥꯏꯠ ꯑꯃꯥ ꯗꯦꯁ꯭ꯀꯇꯣꯞ, ꯂꯦꯞꯇꯣꯞ, ꯇꯦꯕꯜ, ꯁ꯭ꯃꯥꯔꯇꯐꯣꯟ ꯑꯣꯏꯔꯕꯁꯨ ꯗꯤꯚꯥꯏꯁ ꯑꯃꯍꯦꯛꯇꯗꯥ ꯐꯖꯅ ꯁꯤꯖꯤꯟꯅꯕ ꯌꯥꯕ ꯑꯃꯁꯨꯡ ꯊꯕꯛ ꯇꯧꯕ ꯌꯥꯕ ꯃꯑꯣꯡꯗꯥ ꯗꯤꯖꯥꯏꯟ ꯇꯧꯒꯗꯕꯅꯤ꯫ ꯃꯁꯤꯅꯥ ꯇꯥꯛꯄꯗꯤ ꯋꯦꯕꯁꯥꯏꯠ ꯑꯁꯤꯅ ꯁꯤꯖꯤꯟꯅꯔꯤꯕ ꯗꯤꯚꯥꯏꯁ ꯑꯗꯨꯒꯤ ꯁ꯭ꯛꯔꯤꯟ ꯁꯥꯏꯖ ꯑꯃꯁꯨꯡ ꯔꯤꯖꯣꯂꯨꯁꯅꯒꯥ ꯂꯣꯏꯅꯅꯥ ꯆꯨꯁꯤꯟꯅꯍꯅꯕꯥ ꯉꯝꯒꯗꯕꯅꯤ꯫ ꯃꯤꯠꯌꯦꯡꯗꯥ ꯌꯦꯡꯅꯤꯡꯉꯥꯏ ꯑꯣꯏꯕꯥ ꯗꯤꯖꯥꯏꯟ: ꯁꯦꯡꯂꯕꯥ, ꯄꯨꯛꯅꯤꯡ ꯆꯤꯡꯁꯤꯟꯅꯤꯡꯉꯥꯏ ꯑꯣꯏꯕꯥ ꯑꯃꯁꯨꯡ ꯃꯤꯠꯌꯦꯡ ꯆꯪꯕꯥ ꯗꯤꯖꯥꯏꯟ ꯑꯃꯅꯥ ꯚꯤꯖꯤꯇꯔꯁꯤꯡꯗꯥ ꯑꯐꯕ ꯑꯍꯥꯟꯕ ꯏꯝꯄꯦꯛꯇ ꯑꯃꯥ ꯄꯤꯕꯗꯥ ꯃꯇꯦꯡ ꯄꯥꯡꯒꯅꯤ ꯑꯃꯁꯨꯡ ꯃꯈꯣꯏꯕꯨ ꯋꯦꯕꯁꯥꯏꯠꯇꯥ ꯌꯥꯎꯍꯟꯕꯗ ꯃꯇꯦꯡ ꯄꯥꯡꯒꯅꯤ꯫ ꯃꯁꯤꯗꯥ ꯑꯋꯥꯡꯕ ꯊꯥꯛꯀꯤ ꯏꯃꯦꯖ, ꯚꯤꯗꯤꯑꯣ, ꯑꯃꯁꯨꯡ ꯒ꯭ꯔꯥꯐꯤꯛꯁ ꯁꯤꯖꯤꯟꯅꯕꯇꯥ ꯅꯠꯇꯅꯥ ꯑꯄꯨꯟꯕ ꯂꯦꯑꯥꯎꯠ, ꯃꯆꯨꯒꯤ ꯊꯧꯔꯥꯡ, ꯑꯃꯁꯨꯡ ꯐꯣꯟꯇ ꯈꯪꯅꯕꯒꯤ ꯃꯑꯣꯡꯁꯨ ꯌꯥꯎꯔꯤ꯫ ꯋꯥꯈꯜꯂꯣꯟ ꯑꯃꯥꯒꯤ ꯗꯤꯛꯂꯥꯔꯦꯁꯟ ꯑꯃꯥ ꯁꯦꯝꯃꯨ꯫ ꯑꯩꯍꯥꯛꯅꯥ ꯑ꯭ꯔꯇꯤꯐꯤꯁꯦꯜ ꯏꯟꯇꯦꯜꯂꯤꯖꯦꯟ ꯒꯤ ꯗꯤꯖꯤꯇꯦꯜ ꯑꯦꯁꯤꯁ꯭ꯇꯦꯟꯇ ꯑꯃꯥ ꯑꯣꯏꯔꯤꯕ ꯑꯩꯍꯥꯛꯅ ꯑꯅꯧꯕ ꯑꯃꯁꯨꯡ ꯑꯅꯧꯕ ꯋꯥꯈꯜꯂꯣꯟ ꯑꯃꯥ ꯈꯪꯖꯔꯦ ꯍꯥꯏꯅꯥ ꯂꯥꯎꯊꯣꯛꯂꯤ꯫ ꯃꯁꯤꯒꯤ ꯋꯥꯈꯜꯂꯣꯟ ꯑꯁꯤ ꯀꯔꯤꯒꯨꯝꯕ ꯏꯃꯞꯂꯤꯃꯦꯟꯇ ꯇꯧꯔꯕꯗꯤ ꯑꯩꯈꯣꯏꯅꯥ ꯇꯦꯛꯅꯣꯂꯣꯖꯤꯒꯥ ꯂꯣꯏꯅꯅꯥ ꯋꯥꯔꯤ ꯁꯥꯅꯕꯒꯤ ꯃꯑꯣꯡ ꯃꯇꯧꯗꯥ ꯑꯍꯣꯡꯕꯥ ꯑꯃꯥ ꯄꯨꯔꯛꯄꯥ ꯉꯝꯒꯅꯤ꯫ ꯃꯁꯤꯅꯥ ꯑꯩꯈꯣꯏꯕꯨ ꯍꯦꯟꯅꯥ ꯀꯅꯦꯛ ꯇꯧꯕ ꯑꯃꯁꯨꯡ ꯏꯟꯇꯤꯒ꯭ꯔꯦꯇꯦꯗ ꯇꯨꯡꯒꯤ ꯐꯤꯕꯝꯒꯤ ꯈꯣꯡꯊꯥꯡ ꯑꯃꯥ ꯍꯦꯟꯅꯥ ꯅꯟꯁꯤꯟꯍꯟꯕꯥ ꯉꯝꯒꯅꯤ꯫